ꯃꯈꯥꯗꯥ ꯄꯤꯔꯤꯕꯥ ꯍꯤꯔꯝ ꯑꯁꯤꯒꯤ ꯃꯇꯥꯡꯗꯥ ꯁꯝꯂꯞꯄ ꯃꯇꯦꯛ ꯑꯃꯥ ꯄꯤꯔꯤ ꯏꯁꯥꯒꯤ ꯆꯦꯛꯁꯤꯟ ꯊꯧꯔꯥꯡꯅꯥ ꯀꯔꯝꯅ ꯋꯥꯈꯜ ꯋꯥꯕ ꯍꯟꯊꯍꯟꯕꯗ ꯃꯇꯦꯡ ꯄꯥꯡꯒꯅꯤ꯫ ꯃꯁꯤ ꯈꯪꯖꯤꯟꯕ ꯃꯔꯨꯑꯣꯏ ꯃꯗꯨꯗꯤ ꯏꯁꯥꯒꯤ ꯆꯦꯛꯁꯤꯟꯖꯕ ꯑꯁꯤ ꯁꯨꯞꯅꯒꯤ ꯀꯦꯖꯥꯕ ꯅꯠꯇ꯭ꯔꯒ ꯑꯀꯦ ꯑꯃꯧ ꯈꯛꯇꯒꯤ ꯅꯠꯇꯦ ꯑꯗꯨꯕꯨ ꯑꯩꯈꯣꯢꯒꯤ ꯏꯁꯥꯒꯤ ꯍꯛꯆꯥꯡ ꯑꯃꯁꯨꯡ ꯋꯥꯈꯜ ꯅꯨꯡꯉꯥꯢꯅꯕꯅꯤ ꯫ ꯑꯩꯈꯣꯢꯒꯤ ꯅꯨꯡꯇꯤꯒꯤ ꯊꯧꯑꯣꯡꯁꯤꯡꯗ ꯁꯦꯝꯖꯕꯅ ꯑꯩꯈꯣꯏꯗ ꯋꯥꯈꯜ ꯋꯥꯕ ꯍꯟꯊꯍꯟꯕꯗ ꯃꯇꯦꯡ ꯄꯥꯡꯢ ꯑꯋꯥꯕꯗꯒꯤ ꯌꯥꯝꯅ ꯂꯥꯞꯅ ꯆꯠꯄꯥ ꯉꯝꯒꯅꯤ ꯑꯃꯁꯨꯡ ꯃꯁꯤꯒꯤ ꯃꯔꯝ ꯀꯌꯥ ꯂꯩꯔꯤ꯫ ꯑꯍꯥꯟꯕꯗ ꯏꯁꯥ ꯁꯦꯝꯖꯕꯅ ꯑꯩꯈꯣꯢꯕꯨ ꯐꯥꯖꯤꯟꯕ ꯉꯝꯍꯟꯕꯗ ꯃꯇꯦꯡ ꯄꯥꯡꯏ ꯃꯔꯨꯑꯣꯏꯅꯥ ꯑꯔꯥꯟꯕ ꯊꯕꯛꯇ ꯫ ꯃꯔꯝꯗꯤ ꯋꯥꯈꯜ ꯋꯥꯕꯥ ꯑꯁꯤ ꯑꯌꯥꯝꯕꯅ ꯑꯩꯈꯣꯢꯒꯤ ꯃꯄꯥꯟꯒꯤ ꯑꯀꯣꯢꯕꯒꯤ ꯐꯤꯕꯝ ꯐꯥꯖꯤꯟꯕ ꯉꯝꯗꯕꯒꯤ ꯋꯥꯈꯜꯂꯣꯟꯗꯒꯤ ꯂꯥꯛꯏ ꯑꯗꯨꯕꯨ ꯑꯩꯈꯣꯢꯅ ꯑꯩꯈꯣꯢꯒꯤ ꯏꯁꯥꯒꯤ ꯌꯥꯏꯐ ꯊꯧꯔꯥꯡꯒꯤ ꯊꯧꯗꯥꯡ ꯂꯧꯕꯥ ꯃꯇꯝꯗ ꯃꯁꯤꯅ ꯑꯩꯈꯣꯢꯒꯤ ꯃꯅꯨꯡꯒꯤ ꯑꯀꯣꯢꯕꯒꯤ ꯐꯤꯕꯝꯗ ꯐꯥꯖꯤꯟꯕꯒꯤ ꯋꯥꯈꯜꯂꯣꯟ ꯑꯃ ꯄꯤꯕ ꯉꯝꯒꯅꯤ꯫ ꯈꯨꯗꯝ ꯑꯣꯏꯅ ꯅꯨꯃꯤꯠ ꯈꯨꯗꯤꯡꯒꯤ ꯍꯛꯆꯥꯡ ꯁꯥꯖꯦꯜ ꯇꯧꯕꯒꯤ ꯊꯧꯑꯣꯡ ꯑꯃ ꯌꯥꯎꯍꯟꯕꯅ ꯈꯣꯡꯖꯦꯜ ꯌꯥꯡꯅ ꯆꯠꯄꯥ ꯅꯠꯇ꯭ꯔꯒ ꯌꯥꯝꯅ ꯀꯟꯕ ꯁꯥꯖꯦꯜ ꯑꯃ ꯑꯣꯏꯔꯕꯁꯨ ꯋꯥꯈꯜ ꯅꯨꯡꯉꯥꯏꯕ ꯑꯣꯏꯕꯗ ꯃꯇꯦꯡ ꯄꯥꯡꯒꯅꯤ꯫ ꯋꯥꯈꯜ ꯋꯥꯕ ꯍꯟꯊꯍꯟꯕ ꯉꯝꯒꯅꯤ ꯑꯃꯁꯨꯡ ꯑꯩꯈꯣꯢꯒꯤ ꯑꯄꯨꯟꯕ ꯅꯨꯡꯉꯥꯏꯕꯒꯤ ꯋꯥꯈꯜꯂꯣꯟ ꯍꯦꯟꯒꯠꯍꯟꯕ ꯉꯝꯒꯅꯤ꯫ ꯑꯅꯤꯁꯨꯕꯗ ꯏꯁꯥꯒꯤ ꯁꯦꯝꯖꯕꯅ ꯑꯩꯈꯣꯢꯕꯨ ꯅꯥꯗꯅ ꯂꯩꯍꯟꯕꯗ ꯑꯃꯁꯨꯡ ꯍꯛꯆꯥꯡ ꯅꯨꯡꯉꯥꯢꯕꯗ ꯃꯇꯦꯡ ꯄꯥꯡꯏ꯫ ꯑꯌꯥꯝꯕ ꯃꯇꯝꯗ ꯋꯥꯈꯜ ꯋꯥꯕ ꯑꯁꯤ ꯑꯩꯈꯣꯢꯒꯤ ꯋꯥꯈꯜꯅ ꯋꯥꯈꯜ ꯂꯥꯈ ꯑꯃ ꯋꯥꯈꯜ ꯋꯥꯕꯥ ꯑꯃꯁꯨꯡ ꯈ꯭ꯋꯥꯏꯗꯒꯤ ꯐꯠꯇꯕꯥ ꯊꯧꯗꯣꯛꯁꯤꯡꯒ ꯂꯣꯢꯅꯅꯥ ꯂꯥꯟꯊꯦꯡꯅꯔꯛꯄ ꯃꯇꯝꯗꯥ ꯂꯥꯛꯏ꯫ ꯋꯥꯈꯜ ꯏꯪꯍꯟꯕ ꯅꯠꯇ꯭ꯔꯒ ꯄꯨꯛꯅꯤꯡ ꯆꯪꯅ ꯋꯥꯈꯜ ꯇꯧꯗꯨꯅꯥ ꯑꯩꯈꯣꯢꯅ ꯍꯦꯟꯅ ꯅꯨꯡꯉꯥꯏꯕ ꯑꯣꯏꯕꯥ ꯌꯥꯏ ꯃꯁꯤꯅꯥ ꯃꯔꯝ ꯑꯣꯏꯗꯨꯅ ꯋꯥꯈꯜ ꯋꯥꯕ ꯋꯥꯈꯜꯂꯣꯟꯁꯤꯡ ꯑꯁꯤ ꯍꯟꯊꯍꯟꯕꯗ ꯃꯇꯦꯡ ꯄꯥꯡꯕ ꯉꯝꯒꯅꯤ꯫ ꯁꯣꯔ ꯍꯣꯟꯕ ꯅꯨꯡꯉꯥꯏꯕ ꯅꯠꯇ꯭ꯔꯒ ꯋꯥꯈꯜ ꯋꯥꯕꯗꯒꯤ ꯂꯥꯞꯅ ꯆꯠꯄ ꯌꯥꯏ꯫ ꯑꯍꯨꯝꯁꯨꯕ ꯏꯁꯥꯒꯤ ꯁꯦꯝꯖꯕ ꯍꯥꯢꯕꯁꯤ ꯑꯩꯈꯣꯢꯒꯤ ꯍꯛꯆꯥꯡꯒꯤ ꯃꯊꯧ ꯇꯥꯕꯁꯤꯡ ꯑꯗꯨ ꯌꯦꯡꯁꯤꯟꯕ ꯍꯥꯢꯕꯅꯤ꯫ ꯑꯩꯈꯣꯢꯅ ꯋꯥꯈꯜ ꯋꯥꯕ ꯃꯇꯝꯗ ꯆꯥꯕ ꯊꯛꯄ ꯇꯧꯕ ꯅꯠꯇ꯭ꯔꯒꯥ ꯁꯣꯔ ꯍꯣꯟꯕ ꯐꯥꯎꯕ ꯀꯥꯎꯊꯣꯛꯄ ꯑꯁꯤꯐꯥꯎꯕ ꯌꯥꯎꯏ꯫ ꯑꯗꯨꯝ ꯑꯣꯏꯅꯃꯛ ꯑꯩꯈꯣꯢꯒꯤ ꯍꯛꯆꯥꯡꯕꯨ ꯑꯐꯕ ꯆꯤꯟꯖꯥꯛ ꯄꯤꯅꯕꯥ ꯑꯃꯁꯨꯡ ꯃꯊꯧ ꯇꯥꯕꯥ ꯑꯐꯕ ꯄꯤꯅꯕ ꯃꯇꯝ ꯂꯧꯕꯅ ꯋꯥꯈꯜ ꯋꯥꯕ ꯍꯟꯊꯍꯟꯕ ꯉꯝꯃꯤ꯫ ꯃꯁꯤ ꯆꯥꯡ ꯅꯥꯏꯅ ꯍꯛꯆꯥꯡ ꯐꯕꯥ ꯆꯤꯟꯖꯥꯛꯁꯤꯡ ꯆꯥꯕ ꯍꯥꯏꯗ꯭ꯔꯦꯠ ꯑꯣꯏꯅ ꯂꯩꯕ ꯅꯠꯇ꯭ꯔꯒ ꯃꯇꯤꯛ ꯆꯥꯅ ꯅꯨꯡꯉꯥꯏꯅ ꯂꯩꯕꯒꯨꯝꯅ ꯌꯥꯝꯅꯥ ꯂꯥꯏꯕ ꯑꯣꯏꯕ ꯌꯥꯏ꯫ ꯂꯣꯏꯁꯤꯜꯂꯛꯄꯗ ꯑꯌꯥꯝꯕꯅ ꯑꯩꯈꯣꯢꯗꯒꯤ ꯑꯁꯨꯛ ꯌꯥꯝꯅ ꯋꯥꯅ ꯊꯣꯛꯄ ꯃꯥꯂꯦꯝ ꯑꯁꯤꯗꯥ ꯑꯩꯈꯣꯢꯅ ꯍꯛꯆꯥꯡ ꯅꯠꯇ꯭ꯔꯒꯥ ꯋꯥꯈꯜꯗ ꯑꯣꯏꯔꯕꯁꯨ ꯑꯩꯈꯣꯢ ꯏꯁꯥꯕꯨ ꯌꯦꯡꯁꯤꯟꯕꯤꯅꯕ ꯃꯇꯝ ꯂꯧꯕꯥ ꯑꯁꯤ ꯌꯥꯝꯅ ꯃꯔꯨꯑꯣꯏ꯫ ꯑꯩꯈꯣꯢꯒꯤ ꯅꯨꯡꯇꯤꯒꯤ ꯊꯧꯑꯣꯡꯁꯤꯡꯗ ꯏꯁꯥ ꯐꯅꯕ ꯊꯕꯛ ꯌꯥꯎꯍꯟꯕꯅ ꯑꯩꯈꯣꯢꯅ ꯋꯥꯈꯜ ꯋꯥꯕ ꯍꯟꯊꯍꯟꯕ ꯉꯝꯒꯅꯤ ꯑꯃꯁꯨꯡ ꯑꯩꯈꯣꯢꯒꯤ ꯑꯄꯨꯟꯕ ꯅꯨꯡꯉꯥꯏꯕꯒꯤ ꯋꯥꯈꯜꯂꯣꯟ ꯍꯦꯟꯒꯠꯍꯟꯕ ꯉꯝꯒꯅꯤ꯫ ꯅꯤꯡꯁꯤꯡꯕꯤꯌꯨ ꯏꯁꯥꯒꯤ ꯐꯅꯕ ꯁꯦꯝꯖꯕ ꯑꯁꯤ ꯐꯖꯅꯕ ꯑꯀꯦ ꯑꯃꯧ ꯑꯃꯈꯛꯇꯃꯛ ꯅꯠꯇꯦ ꯑꯗꯨꯕꯨ ꯍꯛꯆꯥꯡ ꯐꯥꯕ ꯑꯃꯁꯨꯡ ꯅꯨꯡꯉꯥꯏꯕ ꯄꯨꯟꯁꯤ ꯃꯍꯤꯡ ꯑꯃꯒꯤ ꯇꯉꯥꯏꯐꯗ꯭ꯔꯕ ꯁꯔꯨꯛ ꯑꯃꯅꯤ꯫।